ꯃꯦꯁꯤꯟ ꯂꯔꯅꯤꯡꯗ ꯄꯨꯛꯅꯤꯡ ꯆꯪꯕ ꯃꯤꯑꯣꯏ ꯑꯃꯒꯤꯗꯃꯛ ꯑꯣꯏꯊꯣꯛꯄ ꯌꯥꯕ ꯀꯦꯔꯤꯌꯔꯒꯤ ꯂꯝꯕꯤ ꯑꯃ ꯐꯣꯡꯗꯣꯛꯄꯤꯌꯨ꯫ ꯇꯦꯛꯅꯣꯂꯣꯖꯤ ꯏꯟꯗꯁ꯭ꯠꯔꯤꯗ ꯌꯥꯝꯅ ꯊꯨꯅ ꯆꯥꯎꯈꯠꯂꯛꯂꯤꯕ ꯂꯝꯁꯤꯡꯒꯤ ꯃꯅꯨꯡꯗ ꯑꯃ ꯑꯣꯏꯔꯤꯕ ꯃꯦꯁꯤꯟ ꯂꯔꯅꯤꯡ ꯑꯁꯤꯅ ꯗꯦꯇꯥꯗꯒꯤ ꯇꯝꯖꯕ ꯌꯥꯕ ꯑꯃꯁꯨꯡ ꯃꯌꯦꯛ ꯁꯦꯡꯕ ꯏꯟꯁꯇ꯭ꯔꯛꯁꯟ ꯌꯥꯎꯗꯅ ꯄ꯭ꯔꯤꯗꯤꯛꯁꯟ ꯅꯠꯇ꯭ꯔꯒ ꯋꯥꯔꯦꯞ ꯂꯧꯕ ꯉꯝꯕ ꯁꯤꯁꯇꯦꯝꯁꯤꯡ ꯁꯦꯝꯒꯠꯄꯅꯤ꯫ ꯃꯦꯁꯤꯟ ꯂꯔꯅꯤꯡꯗ ꯀꯦꯔꯤꯌꯔ ꯑꯃ ꯌꯥꯝꯅ ꯃꯄꯨꯡ ꯐꯥꯕ, ꯁꯤꯡꯅꯕ ꯑꯃꯁꯨꯡ ꯃꯅꯥ ꯄꯤꯕ ꯌꯥꯏ꯫ ꯃꯦꯁꯤꯟ ꯂꯔꯅꯤꯡꯗ ꯄꯨꯛꯅꯤꯡ ꯆꯪꯕ ꯃꯤꯑꯣꯏ ꯑꯃꯒꯤ ꯑꯣꯏꯅꯗꯤ, ꯃꯐꯝꯁꯤꯗ ꯑꯣꯏꯊꯣꯛꯄ ꯌꯥꯕ ꯀꯦꯔꯤꯌꯔꯒꯤ ꯂꯝꯕꯤ ꯑꯃ ꯄꯤꯔꯤ: ꯅꯍꯥꯛꯀꯤ ꯑꯦꯖꯨꯀꯦꯁꯟꯗ ꯃꯤꯠꯌꯦꯡ ꯊꯝꯃꯨ: ꯃꯦꯁꯤꯟ ꯂꯔꯅꯤꯡꯗ ꯀꯦꯔꯤꯌꯔ ꯑꯃ ꯂꯧꯕ ꯄꯥꯝꯕ ꯃꯤꯑꯣꯏ ꯑꯃꯒꯤꯗꯃꯛ ꯑꯍꯥꯟꯕ ꯈꯣꯡꯊꯥꯡꯗꯤ ꯑꯆꯦꯠꯄ ꯑꯦꯖꯨꯀꯦꯁꯅꯦꯜ ꯐꯥꯎꯟꯗꯦꯁꯟ ꯑꯃ ꯁꯦꯝꯒꯠꯄꯗ ꯃꯤꯠꯌꯦꯡ ꯊꯝꯕ ꯑꯁꯤꯅꯤ꯫ ꯀꯝꯄ꯭ꯌꯨꯇꯔ ꯁꯥꯏꯟꯁ ꯅꯠꯇ꯭ꯔꯒ ꯃꯔꯤ ꯂꯩꯅꯕ ꯂꯝꯁꯤꯡ ꯍꯥꯏꯕꯗꯤ ꯃꯦꯊꯃꯦꯇꯤꯛꯁ, ꯁ꯭ꯇꯦꯇꯤꯁ꯭ꯇꯤꯛꯁ, ꯏꯟꯖꯤꯅꯤꯌꯔꯤꯡ ꯑꯃꯁꯨꯡ ꯗꯦꯇꯥ ꯁꯥꯏꯟꯁꯇ ꯗꯤꯒ꯭ꯔꯤ ꯑꯃ ꯂꯧꯕ ꯑꯁꯤꯅ ꯅꯍꯥꯛꯄꯨ ꯂꯝ ꯑꯁꯤꯗ ꯍꯦꯟꯅ ꯐꯕ ꯑꯣꯏꯅꯕꯒꯤꯗꯃꯛ ꯃꯊꯧ ꯇꯥꯕ ꯈꯨꯠꯂꯥꯏꯁꯤꯡ ꯑꯃꯁꯨꯡ ꯂꯧꯁꯤꯡ ꯐꯪꯍꯟꯕ ꯉꯝꯒꯅꯤ꯫ ꯄ꯭ꯔꯣꯒ꯭ꯔꯥꯃꯤꯡ ꯂꯣꯜꯁꯤꯡ ꯑꯃꯁꯨꯡ ꯈꯨꯠꯂꯥꯌꯡꯏꯁꯤꯡ ꯇꯝꯕ: ꯅꯍꯥꯛꯅ ꯄꯥꯏꯊꯣꯟ, ꯑꯥꯔ, ꯖꯥꯚꯥ ꯅꯠꯇ꯭ꯔꯒ ꯁꯤ ꯒꯨꯝꯕꯥ ꯃꯤꯌꯥꯝꯅ ꯄꯥꯝꯅꯕ ꯄ꯭ꯔꯣꯒ꯭ꯔꯥꯃꯤꯡ ꯂꯣꯜꯁꯤꯡ ꯇꯝꯕ ꯃꯊꯧ ꯇꯥꯏ ꯑꯃꯁꯨꯡ ꯇꯦꯟꯁꯔꯐ꯭ꯂꯣ, ꯄꯥꯏꯇꯣꯔꯆ ꯅꯠꯇ‌꯭ꯔꯒ ꯁꯥꯏꯀꯤꯠ-ꯂꯔꯅꯒꯨꯝꯕ ꯂꯥꯏꯕ꯭ꯔꯦꯔꯤꯁꯤꯡ ꯑꯃꯁꯨꯡ ꯐ꯭ꯔꯦꯝꯋꯥꯔꯛꯁꯤꯡꯒꯤ ꯃꯇꯥꯡꯗ ꯑꯀꯟꯕ ꯂꯧꯁꯤꯡ ꯂꯩꯕ ꯃꯊꯧ ꯇꯥꯏ꯫ ꯔꯤꯑꯦꯜ-ꯋꯥꯔꯜꯗ ꯑꯦꯛꯁꯄꯤꯔꯤꯑꯦꯟꯁ ꯂꯧꯕ: ꯂꯝ ꯑꯁꯤꯗ ꯄ꯭ꯔꯦꯛꯇꯤꯀꯦꯜ ꯑꯦꯛꯁꯄꯤꯔꯤꯑꯦꯟꯁ ꯑꯁꯤ ꯌꯥꯝꯅ ꯃꯔꯨꯑꯣꯏ꯫ ꯅꯍꯥꯛꯅ ꯇꯝꯈꯤꯕꯁꯤꯡ ꯑꯗꯨ ꯔꯤꯑꯦꯜ-ꯋꯥꯔꯜꯗ ꯁꯦꯇꯤꯡ ꯑꯃꯗ ꯁꯤꯖꯤꯟꯅꯕꯗ ꯃꯇꯦꯡ ꯄꯥꯡꯅꯕ ꯏꯟꯇꯔꯟꯁꯤꯞꯁꯤꯡ, ꯀꯣꯗꯤꯡ ꯄ꯭ꯔꯣꯒ꯭ꯔꯥꯝꯁꯤꯡ ꯅꯠꯇ꯭ꯔꯒ ꯑꯇꯩ ꯑꯦꯛꯁꯄꯤꯔꯤꯑꯦꯟꯁꯁꯤꯡꯗ ꯁꯔꯨꯛ ꯌꯥꯕ, ꯇꯁꯦꯡꯕ ꯗꯦꯇꯥ ꯁꯦꯠꯁꯤꯡ ꯑꯃꯁꯨꯡ ꯄ꯭ꯔꯦꯛꯇꯤꯀꯦꯜ ꯄ꯭ꯔꯣꯕ꯭ꯂꯦꯝꯁꯤꯡꯒ ꯂꯣꯏꯅꯅꯥ ꯊꯕꯛ ꯇꯧꯕ꯫ ꯃꯦꯁꯤꯟ ꯂꯔꯅꯤꯡ ꯒꯤ ꯂꯝ ꯑꯃꯗ ꯑꯈꯟꯅꯕ ꯃꯤꯠꯌꯦꯡ ꯆꯪꯕ: ꯃꯦꯁꯤꯟ ꯂꯔꯅꯤꯡ ꯑꯁꯤ ꯁꯕ-ꯗꯤꯁꯤꯄ꯭ꯂꯤꯟ ꯀꯌꯥ ꯂꯩꯕ ꯄꯥꯛ ꯆꯥꯎꯔꯕ ꯂꯝ ꯑꯃꯅꯤ꯫ ꯃꯁꯤꯗ ꯅ꯭ꯌꯨꯔꯜ ꯅꯦꯠꯋꯥꯔꯛ, ꯗꯤꯞ ꯂꯔꯅꯤꯡ, ꯅꯦꯆꯔꯦꯜ ꯂꯦꯡꯒꯨ꯭ꯌꯦꯖ ꯄ꯭ꯔꯣꯁꯦꯁꯤꯡ, ꯀꯝꯄ꯭ꯌꯨꯇꯔ ꯚꯤꯖꯟ, ꯑꯃꯁꯨꯡ ꯑꯇꯩ ꯀꯌꯥ ꯌꯥꯎꯔꯤ꯫ ꯑꯗꯣꯝꯅ ꯈ꯭ꯋꯥꯏꯗꯒꯤ ꯄꯥꯝꯂꯤꯕ ꯑꯗꯨ ꯈꯪꯂꯕ ꯃꯇꯨꯡꯗ, ꯂꯝ ꯑꯗꯨꯗ ꯑꯗꯣꯝꯒꯤ ꯂꯧꯁꯤꯡ ꯑꯃꯁꯨꯡ ꯁ꯭ꯀꯤꯜꯁꯦꯠ ꯑꯗꯨ ꯍꯦꯟꯅ ꯆꯦꯠꯁꯤꯜꯍꯜꯂꯨ꯫ ꯍꯧꯖꯤꯛꯀꯤ ꯑꯣꯏꯅ ꯂꯩꯕ: ꯃꯦꯁꯤꯟ ꯂꯔꯅꯤꯡꯒꯤ ꯂꯝ ꯑꯁꯤ ꯂꯦꯞꯇꯅ ꯍꯦꯟꯒꯠꯂꯛꯂꯤ, ꯑꯅꯧꯕ ꯇꯦꯛꯅꯤꯛꯁꯤꯡ ꯑꯃꯁꯨꯡ ꯑꯦꯄ꯭ꯂꯤꯀꯦꯁꯟꯁꯤꯡ ꯆꯥꯡ ꯅꯥꯏꯅ ꯁꯦꯝꯒꯠꯂꯤ꯫ ꯃꯥꯏ ꯄꯥꯛꯄ ꯀꯦꯔꯤꯌꯔ ꯑꯃ ꯁꯦꯝꯒꯠꯅꯕ ꯃꯇꯝ ꯄꯨꯝꯅꯃꯛꯇ ꯍꯣꯡꯂꯛꯂꯤꯕ ꯂꯝ ꯑꯁꯤꯗ ꯈ꯭ꯋꯤꯏꯗꯒꯤ ꯅꯧꯕ ꯑꯍꯣꯡꯕꯁꯤꯡꯒ ꯂꯣꯏꯅꯅ ꯆꯠꯃꯤꯟꯅꯒꯗꯕꯅꯤ꯫ ꯅꯍꯥꯛꯀꯤ ꯀꯦꯔꯤꯌꯔ ꯑꯗꯨ ꯁꯦꯝꯒꯠꯂꯨ: ꯑꯆꯨꯝꯕ ꯑꯦꯖꯨꯀꯦꯁꯟ ꯑꯃꯁꯨꯡ ꯑꯦꯛꯁꯄꯤꯔꯤꯑꯦꯟꯁ ꯂꯩꯔꯕꯗꯤ, ꯅꯍꯥꯛꯅ ꯃꯅꯥ ꯄꯤꯕ ꯀꯦꯔꯤꯌꯔꯒꯤ ꯈꯨꯗꯣꯡꯆꯥꯕ ꯀꯌꯥ ꯑꯃ ꯂꯧꯕ ꯌꯥꯏ꯫